ꯋꯥꯔꯤ ꯑꯁꯤ ꯀꯪꯂꯩꯄꯥꯛꯀꯤ ꯅꯤꯡꯊꯧ ꯂꯩꯃ ꯃꯆꯥꯏꯕꯨꯡꯉꯣ ꯑꯍꯨꯝ ꯑꯃꯗꯤ ꯃꯆꯥꯏꯕꯦꯝꯃ ꯑꯃꯒꯤ ꯋꯥꯔꯤꯅꯤ꯫ ꯋꯥꯔꯤ ꯑꯁꯤ ꯅꯤꯡꯊꯧ ꯑꯃꯗꯤ ꯂꯩꯃ ꯑꯅꯤꯅ ꯃꯈꯣꯢꯒꯤ ꯃꯆꯥ ꯃꯌꯥꯝ ꯃꯔꯛꯇꯒꯤ ꯀꯔꯝꯕꯅ ꯇꯨꯡꯒꯤ ꯂꯩꯄꯥꯛ ꯄꯥꯟꯅꯕ ꯃꯤꯁꯛ ꯑꯣꯢꯒꯅꯤ ꯈꯟꯕꯒꯤ ꯋꯥꯔꯤꯅꯤ꯫ ꯁꯝꯂꯞꯄ ꯋꯥꯔꯤ ꯀꯪꯂꯩꯄꯥꯛꯇ ꯅꯤꯡꯊꯧ ꯑꯃꯗꯤ ꯂꯩꯃ ꯑꯅꯤꯈꯛ ꯄꯥꯂꯝꯃꯤ꯫ꯃꯈꯣꯢꯅꯤꯅ ꯃꯈꯣꯢꯒꯤ ꯃꯤꯌꯥꯝꯕꯨ ꯌꯥꯝ ꯅꯨꯡꯁꯤꯅ ꯈꯟꯖꯔꯝꯃꯤ꯫ ꯃꯈꯣꯢ ꯑꯅꯤꯅ ꯃꯈꯣꯢꯒꯤ ꯂꯩꯄꯥꯛꯀꯤ ꯌꯥꯢꯐꯅꯕ ꯑꯃꯗꯤ ꯅꯨꯡꯉꯥꯢꯅꯕꯇ ꯈꯟꯖꯔꯝꯃꯤ꯫ ꯑꯗꯨꯒ ꯑꯃꯨꯛꯁꯨ ꯀꯪꯂꯩꯄꯥꯛꯀꯤ ꯂꯩꯄꯥꯛ ꯃꯤꯌꯥꯝꯅ ꯃꯈꯣꯢꯒꯤ ꯅꯤꯡꯊꯧ ꯑꯃꯗꯤ ꯂꯩꯃ ꯑꯅꯤꯕꯨꯁꯨ ꯌꯥꯝꯅ ꯅꯨꯡꯁꯤꯖꯔꯝꯃꯤ꯫ ꯎꯆꯦꯛ ꯁꯥ ꯉꯥ ꯑꯃꯗꯤ ꯑꯇꯩ ꯊꯋꯥꯢ ꯄꯥꯟꯕꯁꯤꯡꯅꯐꯥꯎ ꯃꯈꯣꯢ ꯑꯅꯤꯕꯨ ꯌꯥꯝꯅ ꯅꯨꯡꯁꯤꯖꯔꯝꯃꯤ꯫ ꯅꯤꯡꯊꯧ ꯑꯃꯗꯤ ꯂꯩꯃ ꯑꯅꯤꯒꯤ ꯃꯆꯥ ꯃꯔꯤ ꯂꯩꯔꯝꯃꯤ꯫ ꯃꯆꯥ ꯃꯔꯤꯒꯤ ꯃꯅꯨꯡꯗ ꯑꯍꯨꯝꯗꯤ ꯃꯆꯥꯏꯕꯨꯡꯉꯣꯁꯤꯡꯅꯤ ꯑꯃꯗꯤ ꯑꯃꯅ ꯃꯆꯥꯏꯕꯦꯝꯃ ꯑꯃꯅꯤ꯫ ꯃꯆꯥꯏꯕꯦꯝꯃꯒꯤ ꯃꯤꯡ ꯁꯅꯥꯇꯣꯝꯕꯤ ꯀꯧꯏ꯫ ꯃꯆꯥꯏꯕꯦꯝꯃ ꯁꯅꯥꯇꯣꯝꯕꯤ ꯃꯄꯨꯛꯆꯦꯜ ꯁꯦꯡꯕꯤ ꯑꯃꯗꯤ ꯃꯄꯨꯛꯆꯦꯜ ꯆꯥꯎꯕꯤ ꯅꯨꯄꯤ ꯑꯃꯅꯤ꯫ ꯃꯍꯥꯛꯄꯨ ꯃꯤꯄꯨꯝ ꯈꯨꯗꯤꯡꯃꯛꯅ ꯅꯨꯡꯁꯤꯖꯔꯝꯃꯤ꯫ ꯅꯤꯡꯊꯧꯅ ꯇꯨꯡꯒꯤ ꯂꯩꯄꯥꯛ ꯄꯥꯜꯍꯧꯒꯗꯕ ꯃꯤꯁꯛ ꯑꯃ ꯃꯍꯥꯛꯀꯤ ꯃꯆꯥ ꯃꯌꯥꯝ ꯃꯔꯛꯇꯒꯤ ꯈꯟꯗꯣꯛꯄ ꯄꯥꯝꯂꯝꯃꯤ꯫ ꯃꯍꯥꯛꯅ ꯃꯍꯥꯛꯀꯤ ꯃꯆꯥꯅꯨꯄꯥ ꯑꯍꯨꯝꯕꯨ ꯆꯥꯡꯌꯦꯡ ꯇꯧꯔꯝꯃꯤ꯫ ꯆꯥꯡꯌꯦꯡ ꯑꯗꯨꯅ ꯃꯆꯥꯏꯕꯨꯡꯉꯣ ꯑꯍꯨꯝꯗꯒꯤ ꯀꯅꯥꯅ ꯂꯩꯄꯥꯛꯀꯤ ꯂꯨꯆꯤꯡꯕ ꯑꯣꯢꯅꯕꯒꯤ ꯃꯇꯤꯛ ꯃꯌꯥꯢ ꯆꯦꯟꯕꯒꯦ ꯍꯥꯢꯕꯗꯨ ꯌꯦꯡꯂꯝꯃꯤ꯫ ꯑꯗꯨꯕꯨ ꯅꯤꯡꯊꯧ ꯅꯤꯡꯕ ꯀꯥꯢꯈꯤꯔꯝꯃꯤ꯫ ꯃꯁꯤꯒꯤ ꯃꯔꯝꯗꯤ ꯃꯍꯥꯛꯀꯤ ꯃꯆꯥꯅꯨꯄꯥ ꯑꯍꯨꯝꯃꯛ ꯂꯩꯄꯥꯛꯀꯤ ꯂꯨꯆꯤꯡꯕ ꯑꯣꯢꯅꯕꯒꯤ ꯃꯇꯤꯛ ꯃꯌꯥꯢ ꯆꯦꯟꯂꯝꯗꯦ꯫ ꯑꯗꯨꯅ ꯅꯤꯡꯊꯧꯅ ꯃꯍꯥꯛꯀꯤ ꯃꯆꯥꯅꯨꯄꯤ ꯁꯅꯥꯇꯣꯝꯕꯤꯕꯨ ꯇꯨꯡꯒꯤ ꯂꯩꯄꯥꯛ ꯄꯥꯟꯅꯕ ꯃꯤꯑꯣꯢ ꯑꯣꯢꯅ ꯂꯥꯎꯊꯣꯛꯈꯤꯔꯝꯃꯤ꯫ ꯃꯁꯤꯒꯤ ꯃꯔꯝꯗꯤ ꯃꯆꯥꯏꯕꯦꯝꯃ ꯁꯅꯥꯇꯣꯝꯕꯤ ꯃꯄꯨꯛꯆꯦꯜ ꯁꯦꯡꯕꯤ ꯃꯄꯨꯛꯆꯦꯜ ꯆꯥꯎꯕꯤ ꯑꯃꯗꯤ ꯃꯤꯅꯨꯡꯁꯤ ꯆꯥꯎꯕꯤ ꯃꯤꯁꯛ ꯑꯃꯅꯤ꯫ ꯁꯅꯥꯇꯣꯝꯕꯤꯅ ꯃꯍꯥꯛꯀꯤ ꯂꯩꯄꯥꯛꯀꯤ ꯃꯤꯌꯥꯝꯕꯨ ꯅꯨꯡꯁꯤꯕꯇ ꯅꯠꯇꯅ ꯃꯍꯥꯛꯀꯤ ꯂꯩꯄꯥꯛꯀꯤ ꯃꯤꯌꯥꯝꯒꯤ ꯑꯋꯥ ꯑꯅꯥ ꯄꯨꯝꯅꯃꯛ ꯎꯕ ꯉꯝꯂꯝꯃꯤ꯫ ꯃꯍꯥꯛꯅ ꯁꯥ ꯎꯆꯦꯛꯇ ꯅꯠꯇꯅ ꯎ ꯋꯥꯁꯤꯡꯕꯨꯁꯨ ꯆꯞ ꯃꯥꯟꯅꯅ ꯅꯨꯡꯁꯤꯖꯔꯝꯃꯤ꯫ ꯃꯔꯝ ꯄꯨꯝꯅꯃꯛ ꯑꯁꯤꯅ ꯂꯩꯄꯥꯛꯀꯤ ꯃꯤꯌꯥꯝꯅꯁꯨ ꯃꯈꯣꯢꯒꯤ ꯇꯨꯡꯂꯝꯆꯠꯀꯤ ꯂꯩꯃꯥꯏꯗ ꯑꯄꯦꯟꯕ ꯄꯣꯛꯆꯔꯝꯃꯤ꯫ ꯄꯥꯎꯇꯥꯛ ꯄꯥꯎꯆꯦꯜ ꯋꯥꯔꯤ ꯑꯁꯤꯅ ꯑꯇꯥꯕ ꯑꯄꯥꯕꯁꯤꯡꯗ ꯑꯄꯨꯟꯕ ꯑꯃꯗꯤ ꯅꯨꯡꯁꯤ ꯆꯥꯟꯅꯕ ꯄꯨꯔꯛꯄ ꯑꯐꯕ ꯂꯨꯆꯤꯡꯕ ꯑꯃ ꯑꯣꯢꯅꯕꯒꯤꯗꯃꯛꯇ ꯃꯤꯅꯨꯡꯁꯤ ꯆꯥꯎꯕ ꯃꯊꯧ ꯇꯥꯢ ꯍꯥꯏꯕ ꯇꯥꯛꯂꯤ꯫